ꯑꯥꯏ. ꯑꯃ ꯑꯣꯏꯅ ꯑꯩꯍꯛꯅ ꯋꯦꯕꯁꯥꯏꯠꯁꯤꯡ ꯑꯁꯤ ꯏꯚꯥꯂꯨꯑꯦꯠ ꯇꯧꯅꯕ ꯑꯍꯦꯟꯕ ꯏꯟꯐꯣꯔꯃꯦꯁꯟ ꯑꯃꯁꯨꯡ ꯀ꯭ꯔꯥꯏꯇꯦꯔꯤꯌꯥ ꯌꯥꯎꯗꯅ ꯊꯕꯛ ꯑꯁꯤ ꯄꯥꯡꯊꯣꯛꯄ ꯉꯝꯗꯦ꯫ ꯋꯦꯕꯁꯥꯏꯠꯁꯤꯡ ꯑꯁꯤ ꯑꯃ ꯗꯒꯤ ꯃꯉꯥ ꯐꯥꯎꯕꯒꯤ ꯁ꯭ꯀꯦꯜꯗꯥ ꯏꯚꯥꯂꯨꯑꯦꯠ ꯇꯧꯅꯕꯥ ꯑꯩꯅ ꯁꯤꯖꯤꯟꯅꯕꯥ ꯄꯥꯝꯂꯤꯕ ꯀ꯭ꯔꯥꯏꯇꯦꯔꯤꯌꯥ ꯑꯗꯨ ꯑꯗꯣꯝꯅꯥ ꯍꯥꯏꯕꯤꯔꯛꯄ ꯌꯥꯒꯗ꯭ꯔ? ꯋꯥꯍꯩ ꯑꯁꯤ ꯑꯦꯛꯇꯤꯚ ꯚꯣꯏꯁꯇꯒꯤ ꯄꯦꯁꯤꯞ ꯚꯣꯏꯁꯇꯥ ꯑꯣꯟꯊꯣꯛꯎ. ꯄꯔꯁꯣꯅꯦꯜ ꯑꯥꯏꯇꯦꯝ ꯑꯅꯤ ꯄꯤꯔꯒꯥ, ꯀꯅꯥꯒꯨꯝꯕꯥ ꯑꯃꯅꯥ ꯑꯥꯏꯇꯦꯝ ꯑꯅꯤ ꯑꯁꯤꯒꯥ ꯂꯣꯏꯅꯅꯥ ꯆꯠꯂꯤꯕꯥ ꯑꯦꯗꯚꯦꯟꯆꯔ ꯑꯃꯒꯤ ꯃꯇꯥꯡꯗ ꯋꯥꯔꯤ ꯑꯃꯥ ꯏꯕꯤꯌꯨ꯫ ꯕꯣꯜ ꯑꯃ ꯑꯃꯁꯨꯡ ꯁꯥꯇꯤꯟ ꯑꯃ꯫ ꯃꯇꯝ ꯑꯃꯗ ꯑꯆꯧꯕ ꯇꯨꯔꯦꯜ ꯑꯃꯒꯤ ꯃꯈꯥꯗ ꯂꯩꯕ ꯑꯄꯤꯛꯄ ꯁꯍꯔ ꯑꯃꯗ ꯂꯩꯕ ꯂꯤꯂꯤ ꯀꯧꯕ ꯅꯍꯥ ꯑꯣꯏꯔꯤꯕ ꯅꯨꯄꯤꯃꯆꯥ ꯑꯃꯥ ꯂꯩꯔꯝꯃꯤ꯫ ꯅꯨꯃꯤꯠꯀꯤ ꯃꯉꯥꯜꯅ ꯊꯜꯂꯕ ꯅꯨꯃꯤꯠ ꯑꯃꯗ ꯃꯍꯥꯛꯅ ꯇꯨꯔꯦꯜ ꯑꯗꯨ ꯌꯦꯡꯁꯤꯟꯅꯕ ꯑꯃꯁꯨꯡ ꯃꯁꯤꯒꯤ ꯃꯊꯛꯇ ꯀꯔꯤ ꯂꯩꯔꯤꯕꯒꯦ ꯍꯥꯏꯕꯗꯨ ꯌꯦꯡꯅꯕ ꯑꯦꯗꯚꯦꯟꯆꯔ ꯑꯃꯗ ꯆꯠꯅꯕ ꯋꯥꯔꯦꯞ ꯂꯧꯈꯤ꯫ ꯃꯍꯥꯛꯀꯤ ꯕꯦꯛꯄꯦꯛ ꯑꯗꯨ ꯄꯦꯛ ꯇꯧꯔꯛꯄꯥ ꯃꯇꯝꯗꯥ ꯃꯍꯥꯛꯅ ꯌꯥꯝꯅ ꯄꯥꯝꯅꯕ ꯄꯣꯠꯁꯛ ꯑꯅꯤ, ꯕꯣꯜ ꯑꯃ ꯑꯃꯁꯨꯡ ꯁꯥꯇꯤꯟ ꯑꯃ ꯁꯣꯏꯗꯅꯥ ꯄꯨꯔꯛꯈꯤ꯫ ꯃꯍꯥꯛ ꯑꯌꯨꯛ ꯑꯉꯟꯕꯗ ꯅꯨꯃꯤꯠ ꯆꯨꯞꯄꯥ ꯑꯃ ꯂꯦꯞꯂꯒ ꯊꯣꯔꯛꯈꯤ꯫ ꯃꯍꯥꯛ ꯍꯦꯟꯅ ꯋꯥꯡꯅ ꯆꯦꯟꯁꯤꯜꯂꯛꯄꯒꯥ ꯂꯣꯏꯅꯅꯥ ꯑꯌꯥꯝꯕꯅꯥ ꯃꯍꯥꯛꯀꯤ ꯊꯋꯥꯏ ꯌꯥꯎꯕ ꯉꯝꯅꯕꯥ ꯁꯤꯜ ꯑꯃꯗ ꯐꯃꯗꯨꯅ ꯂꯦꯞꯂꯝꯃꯤ꯫ ꯕ꯭ꯔꯦꯛꯁꯤꯡ ꯑꯁꯤꯒꯤ ꯃꯅꯨꯡꯗꯥ ꯃꯍꯥꯛꯅ ꯃꯍꯥꯛꯀꯤ ꯕꯣꯜ ꯑꯗꯨ ꯂꯧꯊꯣꯛꯇꯨꯅꯥ ꯃꯗꯨꯕꯨ ꯊꯨꯒꯥꯏꯗꯨꯅ ꯃꯍꯥꯛꯀꯤ ꯈꯣꯡꯗ ꯅꯨꯃꯤꯠꯀꯤ ꯃꯉꯥꯜꯅꯥ ꯊꯜꯂꯕꯥ ꯅꯨꯡꯁꯤꯠ ꯑꯗꯨ ꯐꯥꯎꯈꯤ꯫ ꯃꯍꯥꯛ ꯍꯥꯞꯁꯋꯦ ꯄꯣꯏꯟꯇ ꯑꯗꯨꯗ ꯌꯧꯔꯛꯄꯥ ꯃꯇꯝꯗ ꯈꯪꯍꯧꯗꯅ ꯑꯇꯤꯌꯥ ꯑꯗꯨ ꯑꯉꯧꯕ ꯑꯣꯏꯔꯛꯈꯤ ꯑꯃꯁꯨꯡ ꯅꯣꯡꯃꯩ ꯀꯥꯞꯄ ꯍꯧꯔꯛꯈꯤ꯫ ꯑꯗꯨꯕꯨ ꯂꯤꯂꯤꯅ ꯂꯥꯡꯇꯛꯅꯈꯤꯗꯦ, ꯃꯔꯝꯗꯤ ꯃꯍꯥꯛꯄꯨ ꯅꯣꯡꯖꯨ-ꯅꯨꯡꯁꯥꯗꯒꯤ ꯉꯥꯛꯊꯣꯛꯅꯕ ꯃꯍꯥꯛꯀꯤ ꯊꯥꯖꯕ ꯌꯥꯕ ꯁꯥꯇꯤꯟ ꯑꯗꯨ ꯂꯩꯔꯝꯃꯤ꯫ ꯃꯍꯥꯛꯅ ꯃꯗꯨ ꯍꯥꯡꯗꯣꯛꯈꯤ ꯑꯃꯁꯨꯡ ꯃꯍꯥꯛꯀꯤ ꯈꯣꯉꯆꯠ ꯑꯗꯨ ꯃꯈꯥ ꯆꯠꯊꯈꯤ, ꯅꯨꯡꯁꯤꯠ ꯑꯃꯁꯨꯡ ꯅꯣꯡꯖꯨꯗꯒꯤ ꯃꯁꯥꯕꯨ ꯉꯥꯛꯊꯣꯛꯆꯈꯤ꯫ ꯃꯍꯥꯛ ꯍꯦꯟꯅ ꯋꯥꯡꯈꯠꯂꯛꯄꯒ ꯂꯣꯏꯅꯅꯥ ꯅꯣꯡꯖꯨ-ꯅꯨꯡꯁꯥ ꯍꯦꯟꯅꯥ ꯐꯠꯆꯤꯜꯂꯛꯈꯤ꯫ ꯑꯗꯨꯕꯨ ꯂꯤꯂꯤꯅ ꯃꯊꯛꯇꯥ ꯌꯧꯅꯕ ꯋꯥꯔꯦꯞ ꯂꯧꯈꯤ꯫ ꯃꯍꯥꯛꯅ ꯃꯍꯥꯛꯀꯤ ꯁꯥꯇꯤꯟ ꯑꯗꯨ ꯆꯦꯠꯅꯥ ꯊꯝꯈꯤ, ꯃꯐꯝ ꯑꯗꯨ ꯌꯥꯝꯅ ꯂꯨꯕ ꯃꯇꯝꯗ ꯈꯣꯡꯅ ꯆꯠꯄ ꯂꯝꯕꯤ ꯑꯃ ꯑꯣꯏꯅ ꯁꯤꯖꯤꯟꯅꯈꯤ꯫ ꯑꯃꯁꯨꯡ ꯃꯍꯥꯛꯅ ꯕ꯭ꯔꯦꯛ ꯑꯃ ꯃꯊꯧ ꯇꯥꯔꯛꯄ ꯃꯇꯝꯗ ꯃꯍꯥꯛꯅ ꯐꯝꯗꯨꯅ ꯃꯍꯥꯛꯀꯤ ꯕꯣꯜ ꯑꯗꯨ ꯂꯧꯊꯣꯛꯇꯨꯅ ꯃꯁꯥꯒ ꯂꯣꯏꯅꯅꯥ ꯆꯦꯒꯤ ꯒꯦꯝ ꯑꯃꯥ ꯁꯥꯟꯅꯔꯝꯃꯤ, ꯃꯇꯝ ꯄꯨꯝꯅꯃꯛꯇ ꯃꯍꯥꯛꯀꯤ ꯊꯋꯥꯏ ꯌꯥꯎꯕ ꯑꯗꯨ ꯊꯝꯂꯝꯃꯤ꯫ ꯑꯔꯣꯏꯕꯗ ꯄꯨꯡ ꯀꯌꯥ ꯂꯥꯟꯊꯣꯛꯂꯕ ꯃꯇꯨꯡꯗ ꯂꯤꯂꯤꯅ ꯇꯨꯔꯦꯜ ꯑꯗꯨꯒꯤ ꯃꯊꯛꯇ ꯌꯧꯔꯛꯈꯤ꯫ ꯃꯍꯥꯛ ꯇꯔꯨ ꯇꯅꯥꯟꯅ ꯂꯩꯈꯤ ꯑꯃꯁꯨꯡ ꯊꯋꯥꯏ ꯌꯥꯎꯈꯤ, ꯑꯗꯨꯕꯨ ꯃꯍꯥꯛꯅ ꯑꯆꯧꯕ ꯃꯥꯏ ꯄꯥꯛꯄ ꯑꯃ ꯐꯥꯎꯈꯤ꯫ ꯃꯍꯥꯛ ꯄꯤꯛꯂꯤꯕ ꯃꯐꯝ ꯑꯗꯨꯗ ꯂꯦꯞꯂꯒ ꯃꯈꯥꯗ ꯂꯩꯔꯤꯕ ꯃꯂꯦꯝ ꯑꯁꯤꯕꯨ ꯌꯦꯡꯂꯒ ꯃꯍꯥꯛꯀꯤ ꯕꯣꯜ ꯑꯗꯨ ꯂꯧꯊꯣꯛꯈꯤ꯫ ꯍꯔꯥꯎꯕ ꯅꯣꯛꯄꯥ ꯑꯃꯒ ꯂꯣꯏꯅꯅꯥ ꯃꯍꯥꯛꯅ ꯃꯗꯨ ꯅꯨꯡꯁꯤꯠꯇ ꯆꯦꯟꯊꯈꯤ ꯑꯃꯁꯨꯡ ꯃꯗꯨ ꯌꯥꯝꯅ ꯋꯥꯅ ꯎꯕꯥ ꯐꯪꯈꯤ, ꯐ꯭ꯔꯤ ꯑꯃꯁꯨꯡ ꯍꯤꯡꯂꯤ ꯍꯥꯏꯅ ꯐꯥꯎꯈꯤ꯫ ꯃꯥꯏꯊꯣꯡꯗ ꯃꯤꯠꯌꯦꯡ ꯊꯝꯗꯨꯅ ꯂꯤꯂꯤꯅ ꯃꯍꯥꯛꯀꯤ ꯕꯣꯜ ꯑꯃꯁꯨꯡ ꯃꯍꯥꯛꯀꯤ ꯃꯅꯥꯛꯇ ꯂꯩꯕ ꯁꯥꯇꯤꯟ ꯑꯗꯨꯒ ꯂꯣꯏꯅꯅꯥ ꯃꯍꯥꯛꯀꯤ ꯂꯝꯕꯤꯗ ꯂꯥꯛꯄ ꯑꯦꯗꯚꯦꯟꯆꯔ ꯑꯃꯠꯇ ꯃꯥꯏ ꯄꯥꯛꯄ ꯉꯝꯒꯅꯤ ꯍꯥꯏꯕ ꯈꯪꯂꯗꯨꯅ ꯃꯍꯥꯛꯀꯤ ꯂꯥꯛꯄ ꯍꯧꯔꯛꯈꯤ꯫ "ꯐꯖꯕꯥ" ꯅꯠꯇ꯭ꯔꯒꯥ "ꯃꯔꯨꯞ" ꯍꯥꯏꯕ ꯋꯥꯍꯩꯁꯤꯡ ꯁꯤꯖꯤꯟꯅꯗꯅ ꯋꯥꯍꯩ ꯑꯁꯤ ꯑꯃꯨꯛ ꯍꯟꯅ ꯏꯕꯤꯌꯨ꯫ ꯄꯣꯠꯁꯛ ꯑꯗꯨ ꯐꯖꯔꯝꯃꯤ꯫ ꯄꯣꯠꯁꯛ ꯑꯗꯨ ꯊꯣꯏꯗꯣꯛ ꯍꯦꯟꯗꯣꯛꯄ ꯑꯣꯏꯈꯤ꯫ ꯃꯌꯦꯛ ꯁꯦꯡꯕꯥ ꯍꯦꯒꯠꯍꯟꯅꯕ ꯃꯈꯥꯒꯤ ꯋꯥꯍꯩ ꯑꯁꯤ ꯏꯗꯤꯠ ꯇꯧꯕꯤꯌꯨ: ꯑꯩꯅꯥ ꯈꯣꯡꯆꯠ ꯑꯃ ꯆꯠꯅꯕ ꯋꯥꯔꯦꯞ ꯂꯧꯈꯤ ꯃꯔꯝꯗꯤ ꯃꯁꯤ ꯌꯥꯝꯅ ꯐꯖꯩ꯫ ꯅꯣꯡꯖꯨ-ꯅꯨꯡꯁꯥ ꯅꯨꯡꯉꯥꯏꯕꯅ ꯃꯔꯝ ꯑꯣꯏꯗꯨꯅ ꯑꯩꯅ ꯈꯣꯉꯅ ꯆꯠꯅꯕ ꯋꯥꯔꯦꯞ ꯂꯧꯈꯤ꯫ ꯑꯗꯣꯝꯒꯤ ꯋꯥꯍꯩ ꯑꯁꯤ ꯃꯌꯦꯛ ꯁꯦꯡꯏ ꯑꯃꯁꯨꯡ ꯊꯣꯏꯗꯣꯛ ꯍꯦꯟꯗꯣꯛꯄ ꯑꯣꯏ꯫ ꯃꯁꯤꯅ ꯈꯣꯡꯅ ꯆꯠꯄꯒꯤ ꯃꯔꯝ ꯑꯗꯨ ꯑꯆꯨꯝꯕ ꯃꯑꯣꯡꯗ ꯐꯣꯡꯗꯣꯛꯏ ꯅꯨꯡꯉꯥꯏꯕ ꯅꯣꯡꯖꯨ-ꯅꯨꯡꯁꯥ꯫ ꯃꯈꯥ ꯇꯥꯕ ꯏꯗꯤꯠ ꯇꯧꯕꯒꯤ ꯃꯊꯧ ꯇꯥꯗꯦ꯫।